ꯁꯣꯃꯥ ꯂꯥꯢꯁ꯭ꯔꯝ ꯑꯁꯤ ꯃꯅꯤꯄꯨꯔꯒꯤ ꯃꯃꯤ ꯀꯨꯝꯃꯩꯒꯤ ꯁꯛꯅꯥꯢꯔꯕꯤ ꯁꯛꯇꯝ ꯂꯥꯡꯕꯤ ꯑꯃꯗꯤ ꯁꯩꯁꯛꯄꯤ ꯁꯤꯟꯂꯣꯢ ꯑꯃꯅꯤ꯫ ꯃꯍꯥꯛ ꯃꯣꯗꯦꯜ ꯑꯃ, ꯃꯃꯤꯔꯣꯏ ꯑꯃ ꯑꯃꯁꯨꯡ ꯁꯩꯁꯛꯄ ꯑꯃ ꯑꯣꯏꯅꯁꯨ ꯃꯃꯤꯡ ꯆꯠꯂꯤ꯫ ꯃꯍꯥꯛ ꯑꯉꯥꯡ ꯑꯣꯏꯔꯤꯉꯩꯒꯤ ꯃꯇꯝꯗꯒꯤ ꯏꯁꯩ ꯁꯛꯄ ꯑꯃꯁꯨꯡ ꯖꯒꯣꯏꯒꯤ ꯑꯍꯥꯟꯕ ꯁꯤꯟꯐꯝ ꯑꯃꯒ ꯂꯣꯏꯅꯅ ꯃꯍꯥꯛꯅ ꯀꯂꯥꯒꯤ ꯂꯝꯗ ꯃꯤꯡꯆꯠ ꯐꯪꯈꯤ꯫ ꯁꯣꯃꯥꯅ ꯃꯍꯥꯛꯀꯤ ꯖꯒꯣꯏꯒꯤ ꯇꯝꯕꯤꯕꯁꯤꯡ ꯑꯗꯨ ꯒꯨꯔꯨ ꯊꯧꯅꯥꯎꯖꯝ ꯂꯇꯥ ꯑꯃꯁꯨꯡ ꯑꯇꯣꯞꯄꯁꯤꯡꯗꯒꯤ ꯐꯪꯈꯤ꯫ ꯃꯍꯥꯛꯅ ꯗꯨꯔꯗꯔꯁꯟ ꯀꯦꯟꯗ꯭ꯔꯥ ꯏꯝꯐꯥꯜꯗ ꯑꯉꯥꯡꯁꯤꯡꯒꯤ ꯊꯧꯔꯝꯁꯤꯡꯒꯤꯗꯃꯛ ꯑꯃꯁꯨꯡ ꯃꯅꯤꯄꯨꯔꯤ ꯐꯤꯂꯝ ꯏꯁꯩꯒꯤꯗꯃꯛ ꯑꯦꯡꯀꯔ ꯑꯣꯏꯈꯤ꯫ ꯁꯣꯃꯥꯅ ꯇꯦꯂꯤꯄ꯭ꯂꯦꯁꯤꯡ, ꯗ꯭ꯔꯃꯥꯗꯁꯨ ꯌꯥꯎꯈꯤ ꯑꯃꯁꯨꯡ ꯗꯨꯔꯗꯔꯁꯟ ꯀꯦꯟꯗ꯭ꯔꯥ ꯏꯝꯐꯥꯜꯗ ꯄ꯭ꯔꯣꯒ꯭ꯔꯥꯝ ꯄ꯭ꯔꯖꯦꯟꯇꯔ ꯑꯃ ꯑꯣꯏꯅ ꯑꯦꯡꯀꯔ ꯇꯧꯈꯤ꯫ ꯃꯍꯥꯛꯅ ꯄꯥꯎ ꯄꯥꯕ ꯑꯃ ꯑꯣꯏꯅ ꯊꯕꯛ ꯑꯗꯨ ꯂꯧꯈꯤ ꯑꯗꯨꯕꯨ ꯃꯍꯥꯛꯀꯤ ꯃꯄꯥ ꯂꯩꯈꯤꯗꯕꯅ ꯃꯔꯝ ꯑꯣꯏꯗꯨꯅ ꯊꯕꯛ ꯊꯥꯗꯣꯛꯄ ꯇꯥꯈꯤ꯫ ꯃꯍꯥꯛꯀꯤ ꯃꯄꯥ ꯑꯁꯤ ꯃꯍꯥꯛꯀꯤ ꯃꯆꯥꯅꯨꯄꯤꯒꯤ ꯄꯥꯎ ꯄꯥꯕꯒꯤ ꯊꯧꯔꯝ ꯑꯗꯨ ꯌꯥꯝꯅ ꯀꯨꯞꯅ ꯌꯦꯡꯁꯤꯟꯕ ꯃꯤꯑꯣꯏ ꯑꯃ ꯑꯣꯏꯔꯝꯃꯤ꯫ ꯑꯗꯨꯕꯨ ꯃꯍꯥꯛꯀꯤ ꯃꯄꯥ ꯕꯤ ꯄꯤ ꯁ꯭ꯇ꯭ꯔꯣꯛꯅ ꯃꯔꯝ ꯑꯣꯏꯗꯨꯅ ꯂꯩꯈꯤꯗꯦ ꯑꯃꯁꯨꯡ ꯃꯗꯨꯒꯤ ꯃꯇꯨꯡꯗ ꯁꯣꯃꯥꯅ ꯄꯥꯎ ꯄꯥꯕꯒꯤ ꯊꯕꯛ ꯑꯗꯨ ꯊꯥꯗꯣꯛꯈꯤ꯫ ꯃꯇꯨꯡꯗ ꯁꯣꯃꯥ ꯂꯥꯏꯁ꯭ꯔꯝꯅ ꯀꯣꯔꯤꯑꯣꯒ꯭ꯔꯥꯐꯔ ꯑꯃꯁꯨꯡ ꯃꯣꯗꯦꯜ ꯑꯃ ꯑꯣꯏꯔꯤꯕ ꯃꯍꯥꯛꯀꯤ ꯃꯆꯤꯟ ꯃꯅꯥꯎ ꯊꯣꯛꯄ ꯅꯤꯅ ꯇꯈꯦꯜꯂꯝꯕꯝꯒꯤ ꯃꯇꯦꯡꯅ ꯃꯍꯥꯛꯀꯤ ꯁꯤꯟꯐꯝ ꯑꯁꯤ ꯃꯣꯗꯦꯜ ꯑꯃ ꯑꯣꯏꯅ ꯁꯦꯝꯒꯠꯅꯕ ꯍꯧꯈꯤ꯫ ꯁꯣꯃꯥꯅ ꯑꯣꯔꯦꯟꯖ ꯀ꯭ꯋꯤꯟ ꯂꯤꯁꯤꯡ ꯑꯅꯤꯒ ꯃꯥꯄꯜꯗ ꯍꯦꯟꯗꯥꯟꯅꯕꯒꯤ ꯐꯖꯕꯒꯤ ꯄꯦꯖꯦꯟ꯭ꯇꯇ ꯁꯔꯨꯛ ꯌꯥꯈꯤ ꯑꯃꯁꯨꯡ 'ꯕꯦꯁ꯭ꯠ ꯀꯦꯠꯋꯥꯛ'ꯒꯤ ꯃꯤꯡꯊꯣꯜ ꯐꯪꯈꯤ꯫ ꯁꯣꯃꯥꯗ ꯄꯤꯈꯤꯕ ꯄꯨꯛꯅꯤꯡ ꯊꯧꯒꯠꯄꯁꯤꯡ ꯑꯗꯨꯅ ꯃꯍꯥꯛꯄꯨ ꯒꯨꯋꯥꯍꯥꯇꯤꯗ ꯄꯥꯡꯊꯣꯛꯈꯤꯕ ꯅꯤꯄꯥꯜ ꯁꯨꯕ ꯃꯦꯒꯥ ꯃꯤꯁ ꯅꯣꯔꯊ ꯏꯁ꯭ꯠ ꯂꯤꯁꯤꯡ ꯑꯅꯤꯒ ꯇꯔꯥꯗ ꯁꯔꯨꯛ ꯌꯥꯍꯟꯈꯤ ꯑꯃꯁꯨꯡ 'ꯑꯅꯤꯁꯨꯕ ꯔꯅꯔꯁ ꯑꯞ ꯇꯥꯏꯇꯜ' ꯑꯃꯁꯨꯡ 'ꯕꯦꯁ꯭ꯠ ꯇ꯭ꯔꯦꯗꯤꯁꯅꯦꯜ ꯀꯣꯁ꯭ꯇꯨꯝ' ꯐꯪꯈꯤ꯫ ꯃꯅꯤꯄꯨꯔꯤ ꯏꯁꯩ ꯅꯣꯡꯃꯥꯏꯒꯤ ꯚꯤꯗꯤꯑꯣꯁꯤꯡ ꯑꯃꯁꯨꯡ ꯃꯃꯤ ꯀꯨꯝꯍꯩꯁꯤꯡꯗ ꯃꯤꯌꯥꯝꯅ ꯄꯥꯝꯅꯕ ꯃꯁꯛ ꯑꯃ ꯑꯣꯏꯔꯛꯂꯕ ꯆꯍꯤ ꯀꯨꯟ - ꯅꯤꯊꯣꯏ ꯁꯨꯔꯕ ꯂꯥꯁ ꯑꯁꯤ, ꯔꯦꯝꯞ ꯀ꯭ꯋꯤꯟ ꯑꯃ ꯑꯃꯁꯨꯡ ꯁꯩꯁꯛꯄ ꯑꯃꯁꯨꯡ ꯇꯣꯉꯥꯟ ꯇꯣꯉꯥꯟꯕ ꯍꯩꯊꯣꯏ ꯁꯤꯡꯊꯣꯏꯕꯁꯤꯡꯅ ꯃꯇꯦꯡ ꯄꯥꯡꯉꯤ꯫ ꯑꯦꯛꯇꯤꯡꯗ ꯃꯍꯥꯛꯀꯤ ꯁꯤꯟꯐꯝꯒꯤ ꯑꯇꯦꯟꯕ ꯃꯇꯝꯒꯤ ꯃꯅꯨꯡꯗ ꯁꯣꯃꯥꯅ ꯃꯍꯥꯛꯅ ꯇꯧꯈꯤꯕ ꯇꯣꯉꯥꯟ ꯇꯣꯉꯥꯟꯕ ꯁꯛꯇꯝꯁꯤꯡꯒꯤꯗꯃꯛ ꯊꯥꯒꯠꯄ ꯀꯌꯥ ꯑꯃ ꯐꯪꯈꯤ꯫ ꯃꯍꯥꯛꯀꯤ ꯃꯤꯌꯥꯝꯅ ꯄꯥꯝꯅꯕ ꯍꯦꯟꯒꯠꯂꯛꯄꯒ ꯂꯣꯏꯅꯅ ꯁꯣꯃꯥ ꯑꯁꯤ ꯃꯅꯤꯄꯨꯔꯤ ꯃꯃꯤ ꯀꯨꯝꯍꯩꯁꯤꯡꯒꯤ ꯁꯤꯜꯚꯔ ꯏꯁꯀ꯭ꯔꯤꯟꯗ ꯈ꯭ꯋꯥꯏꯗꯒꯤ ꯐꯕ ꯑꯃꯁꯨꯡ ꯍꯩꯊꯣꯏ ꯁꯤꯡꯊꯣꯏꯔꯕ ꯃꯃꯤꯔꯣꯏꯁꯤꯡꯒꯤ ꯃꯅꯨꯡꯗ ꯑꯃꯅꯤ ꯍꯥꯏꯅ ꯂꯧꯅꯩ꯫